ꯏꯟꯇꯔꯚ꯭ꯌꯨ ꯑꯃꯒꯤ ꯃꯅꯨꯡꯗ ꯃꯨꯚꯤ ꯗꯥꯏꯔꯦꯛꯇꯔ ꯑꯃꯗ ꯍꯪꯒꯗꯕ ꯋꯥꯍꯪꯁꯤꯡꯒꯤ ꯂꯤꯁ꯭ꯠ ꯑꯃꯥ ꯁꯦꯝꯃꯨ꯫ ꯑꯗꯣꯝꯕꯨ ꯗꯥꯏꯔꯦꯛꯇꯔ ꯑꯃꯥ ꯑꯣꯏꯅꯕ ꯀꯔꯤꯅ ꯏꯊꯤꯜ ꯄꯤꯈꯤꯕꯒꯦ? ꯑꯗꯣꯝꯒꯤ ꯃꯤꯠꯌꯦꯡ ꯑꯗꯨ ꯑꯆꯧꯕ ꯁ꯭ꯀꯔꯤꯟꯗ ꯄꯨꯟꯁꯤꯗ ꯄꯨꯔꯛꯅꯕꯒꯤ ꯊꯧꯑꯣꯡꯒꯤ ꯃꯇꯥꯡꯗ ꯑꯩꯈꯣꯏꯗ ꯍꯥꯏꯕꯤꯔꯛꯄ ꯌꯥꯒꯗ꯭ꯔꯥ? ꯑꯗꯣꯝꯒꯤ ꯐꯤꯂꯝꯁꯤꯡꯒꯤ ꯀꯥꯁ꯭ꯠ ꯈꯟꯕꯗ ꯑꯗꯣꯝꯅ ꯀꯔꯝꯅ ꯆꯠꯂꯤ, ꯑꯃꯁꯨꯡ ꯑꯦꯛꯇꯔꯁꯤꯡꯗ ꯀꯔꯤ ꯃꯒꯨꯟꯁꯤꯡ ꯌꯦꯡꯂꯤꯕꯒꯦ? ꯑꯗꯣꯝꯒꯤ ꯐꯤꯂꯝꯒꯤ ꯚꯤꯖꯨꯑꯦꯜ ꯁ꯭ꯇꯥꯏꯜ ꯁꯦꯝꯒꯠꯅꯕ ꯑꯗꯣꯝꯒꯤ ꯁꯤꯅꯦꯃꯥꯇꯣꯒ꯭ꯔꯥꯐꯥꯔ ꯑꯃꯁꯨꯡ ꯀ꯭ꯔꯨꯒꯤ ꯑꯇꯣꯞꯄ ꯃꯦꯝꯕꯔꯁꯤꯡꯒ ꯀꯔꯝꯅ ꯄꯨꯟꯅ ꯊꯕꯛ ꯇꯧꯃꯤꯟꯅꯔꯤꯕꯒꯦ? ꯑꯗꯣꯝꯒꯤ ꯈ꯭ꯋꯥꯏꯗꯒꯤ ꯅꯧꯕ ꯐꯤꯂꯝ ꯁꯨꯇꯤꯡ ꯇꯧꯕ ꯃꯇꯝꯗ ꯑꯗꯣꯝꯅ ꯊꯦꯡꯅꯈꯤꯕ ꯈ꯭ꯋꯥꯏꯗꯒꯤ ꯆꯥꯎꯕ ꯁꯤꯡꯅꯕ ꯈꯔꯥ ꯀꯔꯤꯅꯣ? ꯑꯦꯛꯇꯔꯁꯤꯡꯕꯨ ꯂꯝꯖꯤꯡꯕꯒꯤ ꯑꯗꯣꯝꯒꯤ ꯑꯦꯄꯔꯣꯆ ꯑꯃꯁꯨꯡ ꯁꯦꯠꯇꯥ ꯃꯈꯣꯏꯒ ꯊꯕꯛ ꯇꯧꯃꯤꯟꯅꯕꯒꯤ ꯃꯑꯣꯡ ꯃꯇꯧꯒꯤ ꯃꯇꯥꯡꯗ ꯋꯥꯔꯤ ꯁꯥꯕ ꯉꯝꯒꯗ꯭ꯔꯥ? ꯁ꯭ꯇꯨꯗꯤꯑꯣ ꯑꯃꯁꯨꯡ ꯇꯥꯔꯒꯦꯠ ꯑꯣꯗꯤꯁꯟꯒꯤ ꯗꯤꯃꯥꯟꯗꯁꯤꯡ ꯊꯦꯡꯅꯕꯒ ꯂꯣꯏꯅꯅ ꯅꯍꯥꯛꯀꯤ ꯑꯥꯔꯇꯤꯁ꯭ꯇꯤꯛ ꯚꯤꯖꯟꯗ ꯑꯆꯨꯝꯕ ꯂꯦꯞꯄ ꯑꯁꯤ ꯀꯔꯝꯅ ꯕꯦꯂꯦꯟꯁ ꯇꯧꯒꯅꯤ? ꯑꯦꯗꯤꯇꯤꯡ ꯄ꯭ꯔꯣꯁꯦꯁꯀꯤ ꯃꯇꯥꯡꯗ ꯑꯗꯣꯝꯒꯤ ꯑꯦꯛꯁꯄꯔꯤꯌꯦꯟꯁ ꯑꯃꯁꯨꯡ ꯐꯥꯏꯅꯦꯜ ꯀꯠꯇ ꯂꯩꯔꯤꯕ ꯋꯥꯐꯝꯁꯤꯡꯒꯤ ꯃꯇꯥꯡꯗ ꯑꯗꯣꯝꯅ ꯀꯔꯝꯅ ꯋꯥꯔꯦꯞ ꯂꯧꯕꯒꯦ ꯍꯥꯏꯕꯗꯨ ꯈꯟꯅ-ꯅꯩꯅꯕ ꯌꯥꯒꯗ꯭ꯔꯥ? ꯐꯤꯂꯝ ꯑꯃꯒꯤ ꯃꯥꯏ ꯄꯥꯛꯄ ꯑꯗꯨ ꯀꯔꯝꯅ ꯃꯥꯞꯂꯅꯤ ꯑꯃꯁꯨꯡ ꯃꯁꯤꯗꯒꯤ ꯑꯣꯗꯤꯑꯣꯁꯤꯡꯅ ꯀꯔꯤ ꯂꯧꯊꯣꯛꯀꯅꯤ ꯍꯥꯏꯅ ꯑꯗꯣꯝꯅ ꯑꯥꯁ ꯇꯧꯔꯤꯕꯒꯦ? ꯑꯗꯣꯝꯅ ꯊꯕꯛ ꯇꯧꯔꯤꯕꯥ ꯂꯥꯛꯀꯗꯧꯔꯤꯕ ꯄ꯭ꯔꯣꯖꯦꯛꯇꯁꯤꯡ ꯑꯃꯁꯨꯡ ꯇꯨꯡꯗ ꯑꯗꯣꯝꯗꯒꯤ ꯑꯩꯈꯣꯏꯅ ꯀꯔꯤ ꯑꯁꯥ ꯇꯧꯕ ꯌꯥꯕꯒꯦ ꯍꯥꯏꯕꯗꯨ ꯑꯩꯈꯣꯏꯗ ꯁꯦꯌꯔ ꯇꯧꯕꯤꯔꯛꯄꯥ ꯌꯥꯒꯗ꯭ꯔꯥ? ꯚꯦꯅꯤꯂꯥ ꯃꯤꯜꯛꯁꯦꯛ ꯑꯃꯥ ꯁꯦꯝꯅꯕꯒꯤ ꯔꯦꯁꯤꯄꯤ ꯑꯃꯥ ꯁꯦꯝꯃꯨ꯫ ꯚꯦꯅꯤꯂꯥ ꯃꯤꯜꯛꯁꯦꯛ ꯔꯦꯁꯤꯄꯤ ꯃꯆꯥꯛꯁꯤꯡ: ꯚꯦꯅꯤꯂꯥ ꯑꯥꯏꯁꯀꯔꯤꯝ ꯁ꯭ꯀꯣꯞ ꯑꯅꯤ ꯁꯪꯒꯣꯝ ꯀꯞ ꯑꯃ ꯚꯦꯅꯤꯂꯥ ꯑꯦꯛꯁꯇꯔꯦꯛ ꯆꯥꯃꯆ ꯑꯃ ꯍꯨꯏꯞ ꯀ꯭ꯔꯤꯝ ꯑꯣꯞꯁꯅꯦꯜ ꯒꯥꯔꯅꯤꯁ ꯇꯧꯅꯕ ꯏꯁꯤꯡ ꯇꯨꯡꯁꯤꯅꯕ ꯅꯠꯇꯔꯒ ꯆꯦꯔꯤ ꯑꯣꯄꯁꯅꯦꯜ ꯃꯥꯏꯀꯩꯁꯤꯡ: ꯕ꯭ꯂꯦꯟꯗꯔ ꯑꯃꯗ ꯚꯦꯅꯤꯂꯥ ꯑꯥꯏꯁꯀꯔꯤꯝ, ꯁꯪꯒꯣꯝ ꯑꯗꯨ ꯌꯥꯟꯁꯤꯟꯅꯧ꯫ ꯑꯃꯁꯨꯡ ꯚꯦꯅꯤꯂꯥ ꯑꯦꯛꯁꯇꯔꯦꯛ ꯌꯥꯎꯔꯤ꯫ ꯄꯣꯠꯁꯛꯁꯤꯡ ꯑꯗꯨ ꯇꯔꯨ-ꯇꯅꯥꯟꯅ ꯊꯝꯖꯤꯜꯂꯨ꯫ ꯀꯔꯤꯒꯨꯝꯕ ꯅꯍꯥꯛꯅ ꯅꯍꯥꯛꯀꯤ ꯃꯤꯜꯛꯁꯦꯛ ꯑꯗꯨ ꯍꯦꯟꯅ ꯂꯨꯝꯕꯥ ꯑꯣꯏꯔꯕꯗꯤ, ꯅꯍꯥꯛꯅ ꯑꯥꯏꯁꯀꯔꯤꯝ ꯍꯦꯟꯅ ꯍꯥꯞꯆꯤꯟꯕ ꯌꯥꯏ ꯅꯠꯇꯔꯒ ꯁꯪꯒꯣꯝ ꯍꯟꯊꯅꯥ ꯁꯤꯖꯤꯟꯅꯕ ꯌꯥꯏ꯫ ꯅꯍꯥꯛꯅ ꯃꯁꯤ ꯁꯪꯒꯣꯝ ꯍꯦꯟꯅ ꯁꯤꯖꯤꯟꯅꯗꯨꯅ ꯊꯤꯡꯕꯁꯨ ꯌꯥꯏ꯫ ꯃꯤꯛꯁꯆꯔ ꯑꯗꯨ ꯒ꯭ꯂꯥꯁ ꯑꯃꯗ ꯊꯥꯎ ꯑꯃꯁꯨꯡ ꯃꯊꯛꯇ ꯍꯨꯏꯞ ꯀ꯭ꯔꯤꯝ ꯊꯥꯎ ꯑꯃꯁꯨꯡ ꯀꯔꯤꯒꯨꯝꯕ ꯄꯥꯝꯂꯕꯗꯤ ꯏꯁꯤꯡ ꯇꯨꯡꯁꯤꯅꯕ ꯅꯠꯇꯔꯒ ꯆꯦꯔꯤ ꯑꯃꯅ ꯁꯦꯡꯗꯣꯛꯎ꯫ ꯃꯁꯤꯒꯤ ꯔꯦꯁꯤꯄꯤ ꯑꯁꯤꯅ ꯑꯃꯈꯛꯇꯃꯛ ꯁꯔꯚꯤꯡ ꯇꯧꯏ꯫ ꯂꯥꯏꯔꯤꯛꯁꯤꯡ ꯑꯃꯁꯨꯡ ꯃꯈꯣꯌꯒꯤ ꯑꯏꯕꯁꯤꯡꯒꯤ ꯂꯤꯁ꯭ꯠ ꯑꯃꯥ ꯎꯠꯄ ꯄꯦꯖ ꯑꯃꯥ ꯁꯦꯝꯃꯨ꯫ ꯂꯥꯏꯔꯤꯛ ꯑꯃ: ꯗ ꯀꯦꯆꯔ ꯏꯟ ꯗꯤ ꯔꯥꯏ, ꯂꯤꯈꯨꯟ: ꯁꯦꯂꯤꯡꯒꯔ ꯂꯥꯏꯔꯤꯛ ꯑꯅꯤ: ꯃꯥꯏꯟꯗꯁꯦꯠ, ꯑꯏꯕꯥ: ꯀꯦꯔꯣꯜ ꯗ꯭ꯋꯦꯛ ꯂꯥꯏꯔꯤꯛ ꯑꯍꯨꯝ: ꯀ꯭ꯔꯨꯛ, ꯑꯏꯕꯥ: ꯑꯣꯁ꯭ꯇꯤꯟ ꯒ꯭ꯔꯣꯁꯃꯦꯟ ꯂꯥꯏꯔꯤꯛ ꯃꯉꯥ: ꯗꯤꯖꯤꯇꯦꯜ ꯃꯤꯅꯤꯃꯥꯂꯤꯖꯝ, ꯑꯏꯕꯥ: ꯀꯦꯜ ꯅ꯭ꯌꯨꯄꯣꯔꯠ꯫